ꯌꯨꯚꯜ ꯅꯣꯍꯥ ꯍꯔꯥꯔꯤꯒꯤ ꯃꯤꯌꯥꯝꯅ ꯄꯥꯝꯅꯕ ꯂꯥꯏꯔꯤꯛ ꯁꯦꯄꯤꯌꯟꯁ - ꯑꯦ ꯕ꯭ꯔꯤꯐ ꯍꯤꯁꯇꯔꯤ ꯑꯣꯐ ꯍ꯭ꯌꯨꯃꯦꯟꯀꯥꯏꯟꯗ ꯒꯤ ꯒ꯭ꯔꯥꯐꯤꯛ ꯅꯣꯚꯦꯜ ꯑꯦꯗꯕꯦꯟꯆꯔ ꯑꯁꯤꯅ‌ ꯄꯨꯛꯅꯤꯡ ꯆꯤꯡꯁꯤꯟꯕꯇꯥ ꯅꯠꯇꯅꯥ ꯈꯪꯍꯟꯕꯗꯁꯨ ꯌꯥꯝꯅ ꯅꯨꯡꯉꯥꯏꯕ ꯑꯃꯅꯤ꯫ ꯒ꯭ꯔꯥꯐꯤꯛꯁꯁꯤꯡ ꯑꯁꯤꯅ ꯀꯟꯇꯦꯟꯇꯀꯤ ꯑꯦꯕꯁꯇ꯭ꯔꯦꯛꯇꯅꯦꯁꯇꯥ ꯃꯌꯦꯛ ꯁꯦꯡꯕ ꯃꯑꯣꯡ ꯑꯃ ꯄꯤꯔꯤ, ꯂꯥꯏꯔꯤꯛ ꯑꯁꯤꯕꯨ ꯍꯦꯟꯅ ꯑꯦꯛꯁꯦꯁꯤꯕꯜ ꯑꯣꯏꯍꯜꯂꯤ, ꯑꯗꯨꯒ ꯃꯤꯑꯣꯏꯕꯒꯤ ꯏꯚꯣꯂꯨꯁꯟ ꯑꯃꯁꯨꯡ ꯄꯨꯋꯥꯔꯤꯒꯤ ꯃꯇꯥꯡꯗ ꯑꯔꯤꯕ ꯋꯥꯈꯜꯂꯣꯟꯁꯤꯡ ꯑꯗꯨ ꯊꯝꯗꯨꯅ ꯂꯩꯔꯤ꯫ ꯔꯣꯕꯣꯠ ꯑꯃꯁꯨꯡ ꯃꯤꯑꯣꯏꯕꯒꯤ ꯃꯔꯛꯇ ꯂꯩꯔꯤꯕ ꯈꯦꯠꯅꯕ ꯑꯗꯨ ꯆꯥꯡꯗꯝꯅꯕ꯫ ꯔꯣꯕꯣꯠ ꯑꯃꯁꯨꯡ ꯃꯤꯑꯣꯏꯕꯅꯥ ꯃꯈꯣꯏ ꯑꯁꯤ ꯀꯔꯝꯅ ꯁꯥꯕꯒꯦ ꯑꯃꯁꯨꯡ ꯀꯔꯝꯕ ꯊꯕꯛ ꯇꯧꯕꯒꯦ ꯍꯥꯏꯕꯗꯨꯗ ꯐꯟꯗꯥꯃꯦꯟꯇꯦꯜ ꯑꯣꯏꯅ ꯈꯦꯠꯅꯩ꯫ ꯑꯅꯤꯁꯤꯒꯤ ꯃꯔꯛꯇ ꯂꯩꯔꯤꯕ ꯃꯔꯨꯑꯣꯏꯕ ꯈꯦꯠꯅꯕꯥ ꯈꯔꯥ ꯃꯈꯥꯗ ꯄꯤꯔꯤ - ꯗꯤꯖꯥꯏꯟ ꯑꯃꯁꯨꯡ ꯀꯟꯁꯇ꯭ꯔꯛꯁꯟ - ꯔꯣꯕꯣꯠꯁꯤꯡ ꯑꯁꯤ ꯙꯥꯇꯨ ꯑꯃꯁꯨꯡ ꯄ꯭ꯂꯥꯁꯇꯤꯛꯒꯨꯝꯕ ꯃꯆꯥꯛꯁꯤꯡ ꯁꯤꯖꯤꯟꯅꯗꯨꯅꯥ ꯁꯥ ꯑꯃꯁꯨꯡ ꯁꯦꯝꯖꯤꯜꯂꯤ꯫ ꯃꯈꯣꯏꯗ ꯃꯥꯏꯀ꯭ꯔꯣꯄ꯭ꯔꯣꯁꯦꯁꯔ, ꯃꯣꯇꯣꯔ, ꯑꯃꯁꯨꯡ ꯁꯦꯟꯁꯔꯒꯨꯝꯕ ꯏꯂꯦꯛꯇ꯭ꯔꯣꯅꯤꯛ ꯑꯃꯁꯨꯡ ꯃꯦꯀꯥꯅꯤꯀꯦꯜ ꯀꯝꯄꯣꯅꯦꯟꯇꯁꯤꯡ ꯂꯩ ꯃꯗꯨꯅ ꯃꯈꯣꯏꯕꯨ ꯊꯕꯛ ꯇꯧꯕ ꯌꯥꯍꯜꯂꯤ꯫ ꯃꯥꯏꯀꯩ ꯑꯃꯔꯣꯝꯗ ꯃꯤꯑꯣꯏꯕꯅ ꯖꯤꯅꯦꯇꯤꯛ ꯏꯟꯐꯣꯔꯃꯦꯁꯟꯗꯒꯤ ꯁꯦꯝꯕ ꯑꯣꯔꯒꯥꯅꯤꯛ ꯇꯤꯁꯨꯁꯤꯡ, ꯑꯣꯔꯒꯥꯟꯁꯤꯡ ꯑꯃꯁꯨꯡ ꯁ꯭ꯀꯦꯂꯦꯇꯜ ꯁꯤꯁꯇꯦꯝꯁꯤꯡꯅ ꯁꯦꯝꯕ ꯕꯥꯏꯑꯣꯂꯣꯖꯤꯀꯦꯜ ꯑꯣꯔꯒꯥꯅꯤꯖꯝꯁꯤꯡꯅꯤ꯫ ꯋꯥꯈꯜ ꯂꯧꯁꯤꯡ ꯑꯃꯁꯨꯡ ꯇꯝꯕꯥ - ꯃꯤꯑꯣꯏꯕꯅꯥ ꯇꯝꯕ, ꯀꯨꯁꯤꯟꯅꯍꯟꯕ ꯑꯃꯁꯨꯡ ꯑꯔꯨꯕ ꯁꯃꯁ꯭ꯌꯥꯁꯤꯡ ꯀꯣꯛꯍꯟꯕ ꯉꯝꯍꯜꯂꯤꯕ ꯀꯣꯒꯅꯤꯇꯤꯕ ꯑꯦꯕꯤꯂꯤꯇꯤꯁꯤꯡ ꯂꯩ꯫ ꯃꯥꯏꯀꯩ ꯑꯃꯔꯣꯝꯗ ꯔꯣꯕꯣꯠꯁꯤꯡꯗ ꯃꯤꯑꯣꯏꯕꯅꯥ ꯄ꯭ꯔꯣꯒ꯭ꯔꯥꯝ ꯇꯧꯕ ꯑꯥꯔꯇꯤꯐꯤꯁꯤꯑꯦꯜ ꯏꯟꯇꯤꯂꯤꯖꯦꯟꯁ ꯂꯩ꯫ ꯔꯣꯕꯣꯠꯁꯤꯡꯅ ꯑꯀꯛꯅꯕꯥ ꯃꯑꯣꯡꯗ ꯇꯝꯁꯤꯟꯕ ꯑꯃꯁꯨꯡ ꯑꯦꯗꯞꯇꯦꯠ ꯇꯧꯕ ꯉꯝꯂꯕꯁꯨ, ꯃꯈꯣꯏꯒꯤ ꯇꯧꯕ ꯉꯝꯕꯁꯤꯡ ꯑꯁꯤ ꯃꯈꯣꯏꯒꯤ ꯄ꯭ꯔꯣꯒ꯭ꯔꯥꯃꯤꯡ ꯑꯃꯁꯨꯡ ꯗꯤꯖꯥꯏꯟꯅ ꯑꯌꯥꯕ ꯄꯤꯕꯗꯨꯗ ꯂꯤꯃꯤꯇꯦꯗ ꯑꯣꯏ꯫ ꯋꯥꯈꯜ ꯈꯟꯕ ꯑꯃꯁꯨꯡ ꯃꯔꯤ ꯂꯩꯅꯕꯥ - ꯃꯤꯑꯣꯏꯕꯅ ꯃꯥꯂꯦꯝ ꯑꯁꯤꯕꯨ ꯃꯈꯣꯏꯒꯤ ꯏꯟꯗ꯭ꯔꯤꯁꯤꯡꯒꯤ ꯈꯨꯠꯊꯥꯡꯗ ꯈꯪꯕ ꯉꯝꯃꯤ - ꯎꯕꯥ, ꯁꯣꯛꯄ, ꯊꯦꯡꯅꯕꯥ, ꯇꯥꯕ ꯑꯃꯁꯨꯡ ꯅꯨꯡꯉꯥꯏꯕ꯫ ꯔꯣꯕꯣꯠꯁꯤꯡꯅ ꯃꯈꯣꯏꯒꯤ ꯑꯀꯣꯏꯕꯒꯤ ꯐꯤꯕꯝ ꯈꯪꯗꯣꯛꯅꯕꯥ ꯀꯦꯃꯦꯔꯥ ꯑꯃꯁꯨꯡ ꯃꯥꯏꯀ꯭ꯔꯣꯐꯣꯟꯒꯨꯝꯕ ꯁꯦꯟꯁꯔꯁꯤꯡ ꯁꯤꯖꯤꯟꯅꯩ ꯑꯃꯁꯨꯡ ꯃꯃꯥꯡꯗ ꯄ꯭ꯔꯣꯒ꯭ꯔꯥꯝ ꯇꯧꯔꯕꯥ ꯑꯦꯛꯁꯟꯁꯤꯡ ꯑꯃꯁꯨꯡ ꯔꯦꯁꯄꯣꯟꯁꯁꯤꯡꯒꯤ ꯀꯝꯕꯤꯅꯦꯁꯟ ꯑꯃ ꯁꯤꯖꯤꯟꯅꯕꯇꯥ ꯅꯠꯇꯅꯥ ꯑꯥꯔꯇꯤꯐꯤꯁꯤꯑꯦꯜ ꯏꯟꯇꯤꯂꯤꯖꯦꯟꯁ ꯁꯤꯖꯤꯟꯅꯗꯨꯅ ꯃꯈꯣꯏꯒꯤ ꯑꯀꯣꯏꯕꯒ ꯂꯣꯏꯅꯅꯥ ꯋꯥꯔꯤ ꯁꯥꯅꯩ꯫ ꯏꯃꯣꯁꯟ ꯑꯃꯁꯨꯡ ꯀꯟꯁꯤꯌꯟꯁ - ꯃꯤꯑꯣꯏꯕꯅ ꯃꯥꯂꯦꯝ ꯑꯁꯤꯕꯨ ꯑꯣꯞꯖꯦꯛꯇꯤꯕ ꯑꯣꯏꯕ ꯃꯑꯣꯡꯗ ꯑꯦꯛꯁꯄꯔꯤꯑꯦꯟꯁ ꯇꯧꯕ ꯉꯝꯍꯜꯂꯤꯕ ꯏꯃꯣꯁꯟ ꯑꯃꯁꯨꯡ ꯀꯟꯁꯤꯌꯟꯁ ꯂꯩ꯫ ꯔꯣꯕꯣꯠꯁꯤꯡꯅ ꯍꯥꯏꯔꯤꯕ ꯑꯦꯇꯔꯤꯕ꯭ꯌꯨꯠꯁꯤꯡ ꯑꯁꯤ ꯂꯩꯇꯦ, ꯑꯃꯁꯨꯡ ꯃꯈꯣꯏꯅ ꯑꯀꯛꯅꯕꯥ ꯄ꯭ꯔꯣꯒ꯭ꯔꯥꯃꯤꯡ ꯁꯤꯖꯤꯟꯅꯗꯨꯅ ꯏꯃꯣꯁꯟꯁꯤꯡ ꯁꯤꯃꯨꯂꯦꯠ ꯇꯧꯕ ꯉꯝꯂꯕꯁꯨ, ꯃꯈꯣꯏꯅ ꯏꯃꯣꯁꯟꯁꯤꯡ ꯇꯁꯦꯡꯅ ꯊꯦꯡꯅꯗꯦ꯫ ꯃꯦꯟꯇꯦꯅꯦꯟꯁ ꯑꯃꯁꯨꯡ ꯏꯅꯔꯖꯤ - ꯃꯤꯑꯣꯏꯕꯅ ꯃꯈꯣꯏꯒꯤ ꯍꯛꯆꯥꯡ ꯉꯥꯛꯊꯨꯗꯨꯅ ꯊꯝꯅꯕ ꯑꯃꯁꯨꯡ ꯏꯅꯔꯖꯤ ꯂꯦꯡꯗꯅ ꯂꯩꯍꯟꯅꯕꯥ ꯆꯥꯅꯕ, ꯏꯁꯤꯡ ꯑꯃꯁꯨꯡ ꯅꯨꯡꯉꯥꯏꯕ ꯃꯊꯧ ꯇꯥꯏ꯫ ꯃꯥꯏꯀꯩ ꯑꯃꯔꯣꯝꯗ ꯔꯣꯕꯣꯠꯁꯤꯡꯅ ꯕꯦꯠꯇ꯭ꯔꯤꯒꯨꯝꯕ ꯄꯥꯋꯔ ꯁꯣꯔꯁ ꯑꯃ ꯃꯊꯧ ꯇꯥꯏ, ꯑꯃꯁꯨꯡ ꯃꯈꯣꯏꯒꯤ ꯀꯝꯄꯣꯅꯦꯟꯇꯁꯤꯡ ꯑꯗꯨ ꯃꯑꯣꯡ ꯆꯨꯝꯅ ꯊꯕꯛ ꯇꯧꯕ ꯉꯝꯅꯕ ꯔꯨꯇꯤꯟ ꯃꯦꯟꯇꯦꯅꯦꯟꯁ ꯃꯊꯧ ꯇꯥꯏ꯫ ꯂꯣꯏꯁꯤꯜꯂꯛꯄꯗ, ꯔꯣꯕꯣꯠꯁꯤꯡ ꯑꯁꯤ ꯃꯤꯑꯣꯏꯕꯒ ꯃꯥꯟꯅꯕꯥ ꯑꯃꯁꯨꯡ ꯑꯀꯛꯅꯕꯥ ꯊꯕꯛꯁꯤꯡ ꯄꯥꯡꯊꯣꯛꯄ ꯌꯥꯏ, ꯑꯗꯨꯕꯨ ꯃꯈꯣꯏꯒꯤ ꯗꯤꯖꯥꯏꯟ, ꯀꯟꯁꯇ꯭ꯔꯛꯁꯟ, ꯏꯟꯇꯦꯂꯤꯖꯦꯟꯁ, ꯄꯔꯁꯦꯞꯁꯟ, ꯏꯃꯣꯁꯅꯦꯜ ꯀꯦꯄꯥꯁꯤꯇꯤ ꯑꯃꯁꯨꯡ ꯍꯤꯡꯅꯕꯒꯤ ꯄꯥꯝꯕꯩꯁꯤꯡꯗ ꯐꯟꯗꯥꯃꯦꯟꯇꯦꯜ ꯑꯣꯏꯅ ꯇꯣꯉꯥꯜꯂꯤ꯫